ꯍꯧꯈꯤꯕ ꯆꯍꯤ ꯃꯉꯥꯗ ꯐꯣꯡꯈꯤꯕ ꯃꯤꯌꯥꯝꯅ ꯄꯥꯝꯅꯕ ꯏꯁꯩ ꯑꯃ ꯁꯖꯦꯁꯟ ꯄꯤꯌꯨ꯫ ꯆꯍꯤ ꯃꯉꯥꯒꯤ ꯃꯅꯨꯡꯗ ꯐꯣꯡꯈꯤꯕ ꯃꯤꯌꯥꯝꯅ ꯄꯥꯝꯅꯕ ꯏꯁꯩ ꯑꯃꯗꯤ ꯂꯤꯁꯤꯡ ꯑꯅꯤꯒ ꯇꯔꯥꯇꯔꯦꯠꯇ ꯐꯣꯡꯈꯤꯕ ꯑꯦꯗ ꯁꯤꯔꯟꯒꯤ "ꯁꯦꯞ ꯑꯣꯐ ꯌꯨ" ꯅꯤ꯫ "ꯚꯥꯏꯕ꯭ꯔꯦꯟꯇ" ꯍꯥꯏꯕ ꯋꯥꯍꯩ ꯑꯁꯤꯒꯤ ꯑꯔꯊ꯭ꯔꯥ ꯑꯁꯤ ꯐꯤꯖꯤꯀꯦꯜ ꯋꯥꯔꯜꯗꯗ ꯂꯩꯕ ꯄꯣꯠꯁꯛ ꯑꯃꯒ ꯁꯝꯅꯍꯟꯕ꯫ "ꯚꯥꯏꯕ꯭ꯔꯦꯟꯇ" ꯍꯥꯏꯕ ꯋꯥꯍꯩ ꯑꯁꯤꯅ ꯏꯅꯔꯖꯤ ꯑꯃꯁꯨꯡ ꯋꯥꯏꯇꯦꯂꯤꯇꯤꯅꯥ ꯊꯜꯂꯕ, ꯃꯌꯦꯛ ꯁꯦꯡꯕ ꯑꯃꯁꯨꯡ ꯊꯣꯏꯗꯣꯛ ꯍꯦꯟꯗꯣꯛꯄ ꯃꯆꯨꯁꯤꯡꯒ ꯂꯣꯏꯅꯅ ꯋꯥꯐꯝ ꯑꯃ ꯐꯣꯡꯗꯣꯛꯏ꯫ ꯐꯤꯖꯤꯀꯦꯜ ꯋꯥꯔꯜꯗꯇ, ꯊꯋꯥꯏ ꯌꯥꯎꯕ ꯄꯣꯠꯁꯛ ꯑꯃꯅ ꯃꯌꯦꯛ ꯁꯦꯡꯕ ꯃꯆꯨꯒꯤ ꯐꯨꯜꯒꯤ ꯊꯣꯡꯅꯥꯎ ꯑꯃ ꯑꯣꯏꯕ ꯌꯥꯏ, ꯃꯈꯣꯏꯒꯤ ꯃꯉꯥꯜ ꯌꯥꯝꯅ ꯊꯣꯛꯄ ꯃꯆꯨ ꯑꯃꯁꯨꯡ ꯐ꯭ꯔꯦꯁꯅꯦꯁꯅ ꯃꯔꯝ ꯑꯣꯏꯗꯨꯅ ꯄꯨꯟꯁꯤ ꯑꯃꯁꯨꯡ ꯍꯔꯥꯎꯕ ꯄꯣꯛꯍꯜꯂꯤ꯫ ꯃꯤꯁꯤꯡ, ꯈꯣꯟꯖꯦꯜ, ꯃꯤꯠꯌꯦꯡ ꯑꯃꯁꯨꯡ ꯃꯍꯤꯛꯁꯤꯡꯅ ꯊꯜꯂꯕ ꯁꯍꯔꯒꯤ ꯂꯝꯕꯤ ꯑꯃꯁꯨ ꯋꯥꯏꯕ꯭ꯔꯦꯟꯇ ꯑꯣꯏꯅ ꯂꯧꯕ ꯌꯥꯏ, ꯃꯔꯝꯗꯤ ꯃꯁꯤꯅ ꯏꯅꯔꯖꯤ ꯑꯃꯁꯨꯡ ꯑꯦꯛꯇꯤꯕꯤꯇꯤꯒ ꯂꯣꯏꯅꯅ ꯄ꯭ꯂꯁ ꯇꯧꯏ꯫ ꯑꯇꯤꯌꯥꯗ ꯁꯟꯗꯣꯛꯇꯨꯅ ꯂꯩꯔꯤꯕ ꯃꯩꯁꯥꯒꯤ ꯃꯆꯨꯁꯤꯡꯒ ꯂꯣꯏꯅꯅ ꯑꯉꯛꯄ ꯅꯨꯃꯤꯠ ꯊꯣꯛꯄ ꯅꯠꯇ꯭ꯔꯒ ꯅꯨꯃꯤꯠ ꯆꯨꯞꯄ ꯑꯃ ꯂꯦꯞꯄ ꯑꯁꯤꯁꯨ ꯌꯦꯡꯕꯗ ꯊꯋꯥꯏ ꯌꯥꯎꯕ ꯃꯤꯠꯌꯦꯡ ꯑꯃ ꯑꯣꯏꯕ ꯌꯥꯏ꯫ ꯑꯇꯣꯞꯄ ꯃꯈꯜꯒꯤ ꯃꯍꯧꯁꯥꯒꯤ ꯂꯣꯜ ꯄ꯭ꯔꯣꯁꯦꯁꯤꯡ ꯃꯣꯗꯦꯜꯁꯤꯡꯒ ꯆꯥꯡꯗꯝꯅꯕꯗ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔ ꯒꯤ ꯃꯣꯗꯦꯜꯁꯤꯡ ꯁꯤꯖꯤꯟꯅꯕꯒꯤ ꯇꯤꯜ ꯂꯤꯃꯤꯇꯦꯁꯟꯁꯤꯡ ꯑꯗꯨ ꯁꯟꯗꯣꯛꯅ ꯇꯥꯛꯄꯤꯌꯨ꯫ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔ ꯃꯣꯗꯦꯜꯁꯤꯡ ꯑꯁꯤ ꯇꯦꯛꯁ ꯁꯦꯝꯒꯠꯅꯕ ꯗꯤꯞ ꯂꯔꯅꯤꯡ ꯇꯦꯛꯅꯤꯛꯁꯤꯡ ꯁꯤꯖꯤꯟꯅꯗꯨꯅ ꯃꯍꯧꯁꯥꯒꯤ ꯂꯣꯜ ꯄ꯭ꯔꯣꯁꯦꯁꯤꯡ ꯃꯣꯗꯦꯜ ꯃꯈꯜ ꯑꯃꯅꯤ꯫ ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔ ꯒꯤ ꯃꯣꯗꯦꯜꯁꯤꯡꯗ ꯄꯥꯡꯒꯜ ꯀꯌꯥ ꯂꯩ, ꯃꯈꯣꯏꯁꯤꯡ ꯑꯗꯨꯒꯤ ꯃꯈꯣꯏꯒꯤ ꯀꯣꯍꯔꯤ ꯑꯃꯁꯨꯡ ꯀꯟꯇꯦꯛꯁꯆꯨꯑꯦꯜ ꯑꯣꯏꯅ ꯃꯔꯤ ꯂꯩꯅꯕ ꯇꯦꯛꯁ ꯁꯦꯝꯕ ꯉꯝꯕꯒꯤ ꯃꯑꯣꯡ ꯑꯁꯤꯅꯆꯤꯡꯕ, ꯃꯈꯣꯏꯅ ꯑꯇꯣꯞꯄ ꯃꯈꯜꯒꯤ ꯅꯦꯆꯔꯦꯜ ꯂꯦꯡꯒ꯭ꯌꯨꯑꯦꯁ ꯄ꯭ꯔꯣꯁꯦꯁꯤꯡꯒꯤ ꯃꯣꯗꯦꯜꯁꯤꯡꯒ ꯆꯥꯡꯗꯝꯅꯕꯗ ꯂꯤꯃꯤꯇꯦꯁꯟ ꯈꯔꯁꯨ ꯂꯩ꯫ ꯍꯥꯏꯔꯤꯕ ꯂꯤꯃꯤꯇꯦꯁꯟꯁꯤꯡ ꯑꯁꯤꯒꯤ ꯃꯅꯨꯡꯗ ꯃꯈꯥꯗ ꯄꯤꯔꯤꯕꯁꯤꯡ ꯑꯁꯤ ꯌꯥꯎꯔꯤ: ꯗꯦꯇꯥ ꯕꯥꯏꯁ: ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔꯒꯤ ꯃꯣꯗꯦꯜꯁꯤꯡꯅ ꯃꯈꯣꯢꯅ ꯇ꯭ꯔꯦꯟ ꯇꯧꯔꯕ ꯗꯦꯇꯥ ꯑꯗꯨꯗ ꯌꯥ ꯌꯥꯝꯅ ꯊꯥꯖꯕ ꯊꯝꯃꯤ꯫ ꯀꯔꯤꯒꯨꯝꯕ ꯇ꯭ꯔꯦꯟ ꯇ꯭ꯔꯦꯅꯤꯡ ꯗꯦꯇꯥ ꯑꯗꯨꯗ ꯕꯥꯏꯁ ꯂꯩꯔꯕꯗꯤ ꯃꯣꯗꯦꯜ ꯑꯗꯨꯅ ꯃꯁꯤꯒꯤ ꯑꯥꯎꯠꯄꯨꯠꯁꯤꯡꯗ ꯕꯥꯏꯁ ꯑꯗꯨ ꯔꯤꯐ꯭ꯂꯦꯛꯇ ꯇꯧꯕ ꯑꯃꯁꯨꯡ ꯄ꯭ꯔꯣꯐꯥꯏꯖ ꯇꯧꯕ ꯌꯥꯏ꯫ ꯃꯣꯗꯦꯜ ꯑꯁꯤ ꯖꯥꯇꯤ, ꯖꯦꯟꯗꯔ ꯅꯠꯇ꯭ꯔꯒ ꯙꯔꯝꯃꯒ ꯃꯔꯤ ꯂꯩꯅꯕ ꯇꯦꯛꯁ ꯖꯦꯅꯦꯔꯦꯠ ꯇꯧꯕꯒꯨꯝꯕ ꯁꯦꯟꯁꯤꯇꯤꯚ ꯑꯦꯄ꯭ꯂꯤꯀꯦꯁꯟꯁꯤꯡꯒꯤꯗꯃꯛꯇ ꯁꯤꯖꯤꯟꯅꯔꯛꯄ ꯃꯇꯝꯗ ꯃꯁꯤꯅ ꯁꯃꯁ꯭ꯌꯥ ꯂꯩꯕ ꯌꯥꯏ꯫ ꯂꯧꯁꯤꯡ ꯂꯩꯇꯕ: ꯖꯦꯅꯦꯔꯦꯇꯤꯚ ꯄ꯭ꯔꯤ-ꯇ꯭ꯔꯦꯟꯗ ꯇ꯭ꯔꯥꯟꯁꯐꯣꯃꯔꯒꯤ ꯃꯣꯗꯦꯜꯁꯤꯡ ꯑꯁꯤ ꯆꯨꯝꯅ ꯑꯃꯁꯨꯡ ꯌꯥꯝꯅ ꯊꯨꯅ ꯌꯥꯎꯕ ꯇꯦꯛꯁ ꯁꯦꯝꯕꯗ ꯌꯥꯝꯅ ꯆꯥꯎꯈꯠꯂꯤ, ꯑꯗꯨꯕꯨ ꯃꯈꯣꯏꯅ ꯄꯨꯊꯣꯛꯄ ꯇꯦꯛꯁ ꯑꯗꯨꯒꯤ ꯑꯔꯊꯗꯤ ꯇꯁꯦꯡꯅ ꯈꯪꯕ ꯉꯝꯗꯦ ꯫ ꯃꯁꯤꯅ ꯇꯥꯛꯄꯗꯤ ꯃꯈꯣꯢꯅ ꯒ꯭ꯔꯥꯝ ꯒ꯭ꯔꯥꯃꯦꯇꯤꯛ ꯑꯣꯏꯅ ꯑꯆꯨꯝꯕ ꯑꯃꯁꯨꯡ ꯊꯥꯖꯕ ꯌꯥꯕ ꯑꯣꯏꯅ ꯇꯥꯕ, ꯑꯗꯨꯕꯨ ꯇꯁꯦꯡꯅ ꯑꯆꯨꯝꯕ ꯑꯣꯏꯗꯕ, ꯅꯠꯇ꯭ꯔꯒ ꯀꯃꯟ ꯁꯦꯟꯁ ꯂꯩꯇꯕ ꯇꯦꯛꯁ ꯑꯃ ꯁꯦꯝꯒꯠꯄ ꯌꯥꯏ꯫